ꯑꯗꯣꯝꯅꯥ ꯃꯇꯧ ꯀꯔꯝꯅꯥ ꯂꯩꯀꯣꯜ ꯑꯃꯥ ꯔꯦꯕꯤꯖꯗꯒꯤ ꯉꯥꯛꯊꯣꯛꯀꯅꯤ? ꯔꯦꯕꯤꯖꯁꯤꯡ ꯑꯁꯤ ꯌꯥꯝꯅꯥ ꯅꯨꯡꯁꯤꯖꯩ ꯑꯗꯨꯕꯨ ꯃꯈꯣꯢꯅ ꯂꯩꯀꯣꯜ ꯑꯃꯗ ꯑꯀꯥꯢꯕꯥ ꯄꯤꯕꯥ ꯌꯥꯏ꯫ ꯅꯍꯥꯛꯀꯤ ꯂꯣꯀꯦꯜ ꯑꯗꯨ ꯔꯦꯕꯤꯖꯗꯒꯤ ꯉꯥꯛꯊꯣꯛꯅꯕꯥ ꯅꯍꯥꯛꯅꯥ ꯂꯧꯈꯠꯄꯥ ꯌꯥꯕꯥ ꯈꯣꯡꯊꯥꯡ ꯈꯔꯗꯤ ꯃꯈꯥꯗꯥ ꯄꯤꯔꯤ: ꯆꯦꯛꯄꯜꯅ ꯑꯀꯣꯏꯕ ꯑꯗꯨ ꯈꯥꯖꯥꯟꯕ: ꯔꯦꯕꯤꯖꯁꯤꯡꯕꯨ ꯂꯣꯀꯦꯜ ꯑꯃꯗꯒꯤ ꯂꯥꯞꯅꯥ ꯊꯝꯅꯕꯒꯤ ꯈ꯭ꯋꯥꯏꯗꯒꯤ ꯀꯥꯟꯅꯕ ꯑꯣꯏꯕ ꯃꯑꯣꯡꯗꯤ ꯆꯦꯛꯄꯜꯅ ꯀꯣꯏꯅ ꯈꯥꯖꯤꯟꯕ ꯑꯁꯤꯅꯤ꯫ ꯌꯥꯝꯗ꯭ꯔꯕꯗꯥ ꯐꯨꯠ ꯑꯅꯤ ꯋꯥꯡꯅꯥ ꯂꯩꯕꯥ ꯑꯃꯁꯨꯡ ꯌꯥꯃꯗ꯭ꯔꯕꯗꯥ ꯏꯟꯆꯤ ꯇꯔꯨꯛꯀꯤ ꯃꯈꯥꯗ ꯂꯩꯕ ꯋꯥꯏꯔ ꯃꯦꯁ ꯐꯦꯟꯁ ꯑꯃꯥ ꯁꯤꯖꯤꯟꯅꯧ ꯃꯗꯨꯅꯥ ꯃꯈꯥꯗ ꯔꯦꯕꯤꯖꯁꯤꯡꯅꯥ ꯆꯪꯕ ꯉꯝꯂꯣꯏꯗꯕꯅꯤ꯫ ꯉꯥꯛꯊꯣꯛꯅꯕ ꯍꯤꯗꯥꯛꯁꯤꯡ ꯁꯤꯖꯤꯟꯅꯧ: ꯀꯩꯊꯦꯜꯗꯥ ꯇꯣꯉꯥꯟ-ꯇꯣꯉꯥꯟꯕ ꯔꯦꯕꯤꯖ ꯉꯥꯛꯊꯣꯛꯅꯕ ꯀꯌꯥ ꯂꯩ ꯃꯗꯨꯅꯥ ꯅꯍꯥꯛꯀꯤ ꯂꯣꯀꯦꯜ ꯗ ꯔꯦꯕꯤꯖꯁꯤꯡ ꯂꯥꯛꯄ ꯊꯤꯡꯕꯗ ꯃꯇꯦꯡ ꯄꯥꯡꯏ꯫ ꯍꯥꯢꯔꯤꯕꯁꯤꯡ ꯑꯁꯤ ꯁꯄ꯭ꯔꯦ, ꯒ꯭ꯔꯦꯅꯨꯜ ꯅꯠꯇ꯭ꯔꯒ ꯑꯂꯇ꯭ꯔꯥꯁꯣꯅꯤꯛ ꯗꯤꯚꯥꯏꯁꯁꯤꯡꯒꯤ ꯃꯑꯣꯡꯗ ꯑꯣꯏꯕꯥ ꯌꯥꯏ꯫ ꯏꯟꯁꯇ꯭ꯔꯛꯁꯟꯁꯤꯡ ꯑꯗꯨ ꯆꯦꯛꯁꯤꯟꯅ ꯁꯣꯢꯗꯅ ꯏꯅꯒꯗꯕꯅꯤ ꯑꯃꯁꯨꯡ ꯃꯊꯧ ꯇꯥꯕꯒꯤ ꯃꯇꯨꯡꯏꯟꯅꯥ ꯑꯃꯨꯛ ꯍꯟꯅꯥ ꯁꯤꯖꯤꯟꯅꯧ꯫ ꯄꯥꯝꯕꯤ ꯊꯤꯡꯅꯕ ꯄꯣꯠꯁꯛꯁꯤꯡ: ꯄꯥꯝꯕꯤ ꯈꯔꯗꯤ ꯍꯥꯢꯕꯗꯤ ꯌꯦꯔꯨꯝ, ꯂꯐꯣꯏ, ꯂꯦꯚꯦꯟꯗꯔ ꯑꯃꯁꯨꯡ ꯀꯦꯠꯅꯤꯞ ꯑꯁꯤ ꯔꯦꯕꯤꯖꯁꯤꯡꯕꯨ ꯂꯥꯛꯁꯤꯟꯕ ꯉꯝꯃꯤ ꯍꯥꯢꯅ ꯈꯪꯅꯩ꯫ ꯍꯥꯢꯔꯤꯕꯁꯤꯡ ꯑꯁꯤ ꯅꯍꯥꯛꯀꯤ ꯒꯥꯔꯗꯦꯟꯒꯤ ꯑꯀꯣꯢꯕꯗ ꯊꯥꯕꯅ ꯔꯦꯕꯤꯖꯁꯤꯡꯕꯨ ꯂꯥꯞꯅ ꯊꯝꯕꯗꯥ ꯃꯇꯦꯡ ꯄꯥꯡꯏ꯫ ꯂꯣꯠꯄꯥ ꯃꯐꯝꯁꯤꯡ ꯃꯥꯡꯍꯟꯕ: ꯔꯦꯕꯤꯖꯁꯤꯡꯅ ꯌꯥꯝꯅ ꯂꯨꯕꯥ ꯎꯃꯪ ꯑꯃꯁꯨꯡ ꯌꯥꯝꯅ ꯁꯣꯡꯕ ꯃꯐꯝꯗ ꯂꯣꯠꯄꯥ ꯄꯥꯝꯃꯤ꯫ ꯅꯍꯥꯛꯀꯤ ꯂꯣꯀꯦꯜ ꯑꯗꯨ ꯁꯦꯡꯗꯣꯛ-ꯁꯦꯡꯖꯤꯟ ꯇꯧꯗꯨꯅ ꯑꯃꯁꯨꯡ ꯑꯀꯥꯢ-ꯑꯇꯣꯢꯁꯤꯡ ꯂꯩꯍꯟꯗꯅ ꯊꯝꯃꯨ ꯃꯗꯨꯅ ꯃꯗꯨ ꯔꯦꯕꯤꯖꯁꯤꯡꯗ ꯍꯦꯟꯅ ꯄꯨꯛꯅꯤꯡ ꯆꯤꯡꯁꯤꯟꯕ ꯉꯝꯍꯜꯂꯣꯏ꯫ ꯂꯥꯡ ꯁꯤꯖꯤꯟꯅꯧ: ꯀꯔꯤꯒꯨꯝꯕꯥ ꯑꯇꯩ ꯄꯨꯝꯅꯃꯛ ꯃꯥꯢꯄꯥꯛꯇ꯭ꯔꯕꯗꯤ ꯅꯍꯥꯛꯅ ꯔꯦꯕꯤꯖꯁꯤꯡ ꯂꯧꯁꯤꯟꯅꯕ ꯑꯃꯁꯨꯡ ꯃꯐꯝ ꯑꯃꯗ ꯊꯝꯅꯕ ꯄꯤꯑꯣꯏꯕꯒꯤ ꯂꯥꯡꯁꯤꯡ ꯁꯤꯖꯤꯟꯅꯕꯥ ꯌꯥꯏ꯫ ꯑꯦꯄ꯭ꯔꯣꯆ ꯑꯁꯤ ꯂꯧꯗ꯭ꯔꯤꯉꯩꯗꯥ ꯅꯍꯥꯛꯀꯤ ꯂꯣꯀꯦꯜ ꯑꯣꯊꯣꯔꯤꯇꯤꯁꯤꯡꯒ ꯁꯣꯢꯗꯅꯥ ꯇꯥꯛꯄꯤꯌꯨ ꯃꯔꯝꯗꯤ ꯂꯝꯒꯤ ꯁꯥꯁꯤꯡꯕꯨ ꯂꯥꯡꯅ ꯐꯥꯕ ꯑꯃꯁꯨꯡ ꯔꯤꯂꯣꯀꯦꯁꯟꯒꯤ ꯃꯇꯥꯡꯗ ꯆꯠꯅꯔꯤꯕꯥ ꯑꯥꯏꯟ ꯑꯃꯁꯨꯡ ꯔꯦꯒꯨꯂꯦꯁꯟꯁꯤꯡ ꯂꯧꯕꯥ ꯌꯥꯏ꯫